ꯀ꯭ꯂꯥꯁꯔꯨꯝꯗ ꯄꯨꯟꯅ ꯊꯕꯛ ꯇꯧꯃꯤꯟꯅꯕꯒꯤ ꯃꯔꯨꯑꯣꯏꯕ ꯑꯗꯨ ꯐꯣꯡꯗꯣꯛꯄꯤꯌꯨ꯫ ꯄꯨꯟꯅ ꯊꯕꯛ ꯇꯧꯃꯤꯟꯅꯕ ꯑꯁꯤ ꯀ꯭ꯂꯥꯁꯔꯨꯝꯗ ꯇꯝꯅꯕꯒꯤ ꯑꯦꯛꯁꯄꯤꯔꯤꯌꯦꯟꯁꯀꯤ ꯇꯉꯥꯏꯐꯗꯕ ꯃꯁꯛ ꯑꯃꯅꯤ꯫ ꯃꯔꯝꯗꯤ ꯃꯁꯤꯅ ꯃꯍꯩꯔꯣꯏꯁꯤꯡꯒꯤ ꯃꯥꯏ ꯄꯥꯛꯄ ꯍꯦꯟꯒꯠꯍꯟꯕꯗ, ꯏꯟꯇꯔꯄꯔꯁꯣꯅꯦꯜꯒꯤ ꯃꯔꯤ ꯁꯦꯝꯒꯠꯄꯗ ꯑꯃꯁꯨꯡ ꯄꯨꯟꯁꯤ ꯆꯨꯞꯄ ꯇꯝꯂꯤꯕꯁꯤꯡꯒꯤ ꯀꯝꯃ꯭ꯌꯨꯅꯤꯇꯤ ꯑꯃ ꯁꯦꯝꯒꯠꯄꯗ ꯃꯔꯨꯑꯣꯏꯕ ꯊꯧꯗꯥꯡ ꯂꯧꯔꯤ꯫ ꯀ꯭ꯂꯥꯁꯔꯨꯝꯗ ꯄꯨꯟꯅ ꯊꯕꯛ ꯇꯧꯃꯤꯟꯅꯕꯒꯤ ꯃꯔꯨꯑꯣꯏꯕ ꯃꯔꯝ ꯈꯔ ꯃꯈꯥꯗ ꯄꯤꯔꯤ:- ꯑꯦꯛꯇꯤꯚ ꯂꯔꯅꯤꯡꯗ ꯈꯨꯗꯣꯡꯆꯥꯕ ꯄꯤꯔꯤ: ꯃꯍꯩꯔꯣꯏꯁꯤꯡꯅ ꯄꯨꯟꯅ ꯊꯕꯛ ꯇꯧꯃꯤꯟꯅꯔꯛꯄ ꯃꯇꯝꯗ ꯃꯈꯣꯏꯅ ꯃꯆꯥꯛ ꯑꯗꯨꯒ ꯑꯦꯛꯇꯤꯚ ꯑꯣꯏꯅ ꯑꯦꯜꯒꯦꯖ ꯇꯧꯏ꯫ ꯋꯥꯍꯪ ꯍꯪꯉꯤ ꯑꯃꯁꯨꯡ ꯄꯨꯟꯅ ꯄ꯭ꯔꯣꯕ꯭ꯂꯦꯝꯁꯤꯡ ꯀꯣꯛꯍꯜꯂꯤ꯫ ꯃꯁꯤꯅ ꯍꯤꯔꯝ ꯑꯗꯨꯒꯤ ꯃꯇꯥꯡꯗ ꯍꯦꯟꯅ ꯅꯤꯡꯊꯤꯅ ꯈꯪꯕ ꯉꯝꯍꯜꯂꯤ ꯑꯃꯁꯨꯡ ꯃꯈꯣꯏꯗ ꯏꯟꯐꯣꯔꯃꯦꯁꯟ ꯑꯗꯨ ꯍꯦꯟꯅ ꯏꯐꯦꯛꯇꯤꯚ ꯑꯣꯏꯅ ꯊꯝꯕꯗ ꯃꯇꯦꯡ ꯄꯥꯡꯉꯤ꯫ ꯀ꯭ꯔꯤꯇꯤꯀꯦꯜ ꯊꯤꯡꯀꯤꯡ ꯄ꯭ꯔꯣꯃꯣꯠ ꯇꯧꯏ: ꯀꯣꯂꯥꯕꯣꯔꯦꯇꯤꯚ ꯂꯔꯅꯤꯡꯅ ꯃꯍꯩꯔꯣꯏꯁꯤꯡꯕꯨ ꯃꯆꯥꯛꯁꯤꯡꯒꯤ ꯃꯇꯥꯡꯗ ꯀ꯭ꯔꯤꯇꯤꯀꯦꯜ ꯑꯣꯏꯅ ꯈꯟꯕꯗ ꯄꯨꯛꯅꯤꯡ ꯊꯧꯒꯠꯂꯤ ꯑꯃꯁꯨꯡ ꯃꯈꯣꯏ ꯃꯁꯥꯒꯤ ꯑꯃꯁꯨꯡ ꯑꯇꯣꯞꯄꯒꯤ ꯋꯥꯈꯜꯂꯣꯟꯁꯤꯡꯕꯨ ꯆꯦꯂꯦꯟꯖ ꯇꯧꯅꯕ ꯄꯨꯛꯅꯤꯡ ꯊꯧꯒꯠꯂꯤ꯫ ꯃꯁꯤꯒꯤ ꯊꯧꯑꯣꯡ ꯑꯁꯤꯅ ꯃꯈꯣꯏꯗ ꯑꯦꯅꯂꯥꯏꯁꯤꯁ, ꯏꯚꯥꯂꯨꯑꯦꯁꯟ ꯑꯃꯁꯨꯡ ꯏꯟꯇꯔꯄ꯭ꯔꯤꯇꯦꯁꯟꯒꯨꯝꯕ ꯀꯨꯟꯃꯊꯣꯏ ꯁꯨꯕ ꯆꯍꯤꯆꯥꯒꯤ ꯃꯔꯨꯑꯣꯏꯕ ꯁ꯭ꯀꯤꯜꯁꯤꯡ ꯁꯦꯝꯒꯠꯄꯗ ꯃꯇꯦꯡ ꯄꯥꯡꯉꯤ꯫ ꯏꯟꯇꯔꯄꯔꯁꯣꯅꯦꯜ ꯀ꯭ꯂꯤ ꯁ꯭ꯀꯤꯜꯁꯤꯡ ꯁꯦꯝꯒꯠꯂꯤ: ꯑꯇꯣꯞꯄꯁꯤꯡꯒ ꯊꯕꯛ ꯇꯧꯃꯤꯟꯅꯕ ꯉꯝꯕ ꯑꯁꯤ ꯃꯍꯩꯔꯣꯏꯁꯤꯡꯅ ꯇꯣꯏꯅ ꯁꯦꯝꯒꯠꯄ ꯃꯊꯧ ꯇꯥꯕ ꯃꯔꯨꯑꯣꯏꯕ ꯁ꯭ꯀꯤꯜ ꯑꯃꯅꯤ꯫ ꯀ꯭ꯂꯥꯁꯔꯨꯝꯗ ꯄꯨꯟꯅ ꯊꯕꯛ ꯇꯧꯃꯤꯟꯅꯕꯅ ꯃꯍꯩꯔꯣꯏꯁꯤꯡꯗ ꯃꯈꯣꯏꯒꯤ ꯃꯔꯨꯞꯁꯤꯡꯒ ꯂꯣꯏꯅꯅ ꯋꯥꯔꯤ ꯁꯥꯟꯅꯕ ꯑꯃꯁꯨꯡ ꯃꯈꯣꯏꯒꯤ ꯄꯥꯎ ꯐꯥꯎꯅꯕ, ꯋꯥꯊꯣꯛꯁꯤꯡ ꯂꯣꯏꯁꯤꯟꯕ ꯑꯃꯁꯨꯡ ꯇꯤꯝ ꯁꯦꯝꯕꯒꯤ ꯍꯩꯊꯣꯏ-ꯁꯤꯡꯊꯣꯏꯕ ꯍꯦꯟꯒꯠꯍꯟꯅꯕ ꯈꯨꯗꯣꯡꯆꯥꯕ ꯄꯤꯔꯤ꯫ ꯀ꯭ꯔꯤꯌꯦꯇꯤꯚꯤꯇꯤꯕꯨ ꯄꯨꯛꯅꯤꯡ ꯊꯧꯒꯠꯂꯤ: ꯑꯇꯣꯞꯄꯁꯤꯡꯒ ꯄꯨꯟꯅ ꯊꯕꯛ ꯇꯧꯃꯤꯟꯅꯕꯅ ꯀ꯭ꯔꯤꯌꯦꯇꯤꯚꯤꯇꯤ ꯊꯧꯒꯠꯄ ꯉꯝꯒꯅꯤ ꯑꯃꯁꯨꯡ ꯑꯅꯧꯕ ꯋꯥꯈꯜꯂꯣꯟꯁꯤꯡ ꯄꯤꯊꯣꯛ-ꯄꯤꯁꯤꯟ ꯇꯧꯅꯕꯗ ꯃꯇꯦꯡ ꯄꯥꯡꯕ ꯉꯝꯒꯅꯤ꯫ ꯃꯍꯩꯔꯣꯏꯁꯤꯡꯅ ꯃꯈꯣꯏꯒꯤ ꯃꯔꯨꯞꯁꯤꯡꯒ ꯋꯥꯈꯜꯂꯣꯟꯁꯤꯡ ꯁꯦꯌꯔ ꯇꯧꯕꯗ ꯅꯨꯡꯉꯥꯏꯕ ꯐꯥꯎꯔꯛꯄ ꯃꯇꯝꯗ ꯃꯈꯣꯏꯅ ꯕꯣꯛꯁꯀꯤ ꯃꯄꯥꯟꯗ ꯋꯥꯈꯜ ꯈꯟꯕ ꯍꯦꯟꯒꯠꯂꯛꯏ ꯑꯃꯁꯨꯡ ꯁꯃꯁ꯭ꯌꯥꯁꯤꯡꯒꯤ ꯀ꯭ꯔꯤꯌꯦꯇꯤꯚ ꯑꯣꯏꯕ ꯁꯣꯂ꯭ꯌꯨꯁꯟꯁꯤꯡ ꯄꯨꯔꯛꯏ꯫ ꯑꯄꯨꯟꯕ ꯑꯣꯏꯅ, ꯀ꯭ꯂꯥꯁꯔꯨꯝꯗ ꯄꯨꯟꯅ ꯊꯕꯛ ꯇꯧꯃꯤꯟꯅꯕ ꯑꯁꯤ ꯑꯦꯛꯇꯤꯚ ꯂꯔꯅꯤꯡ, ꯀ꯭ꯔꯤꯇꯤꯀꯦꯜ ꯊꯤꯡꯀꯤꯡ, ꯏꯟꯇꯔꯄꯔꯁꯣꯅꯦꯜ ꯁ꯭ꯀꯤꯜꯁꯤꯡ ꯑꯃꯁꯨꯡ ꯀ꯭ꯔꯤꯌꯦꯇꯤꯚꯤꯇꯤ ꯄ꯭ꯔꯣꯃꯣꯠ ꯇꯧꯕꯗ ꯌꯥꯝꯅ ꯃꯔꯨꯑꯣꯏ꯫ ꯃꯍꯩꯔꯣꯏꯁꯤꯡꯅ ꯄꯨꯟꯅ ꯊꯕꯛ ꯇꯧꯃꯤꯟꯅꯕꯒꯤ ꯈꯨꯗꯣꯡꯆꯥꯕ ꯄꯤꯕꯅ ꯑꯣꯖꯥꯁꯤꯡꯅ ꯄꯣꯖꯤꯇꯤꯚ ꯑꯣꯏꯕ ꯇꯝꯅꯕꯒꯤ ꯑꯀꯣꯏꯕ ꯑꯃ ꯁꯦꯝꯒꯠꯄ ꯉꯝꯒꯅꯤ ꯑꯃꯁꯨꯡ ꯃꯈꯣꯏꯒꯤ ꯃꯍꯩꯔꯣꯏꯁꯤꯡꯕꯨ ꯀ꯭ꯂꯥꯁꯔꯨꯝꯒꯤ ꯃꯅꯨꯡꯗ ꯑꯃꯁꯨꯡ ꯃꯄꯥꯟꯗ ꯃꯥꯏ ꯄꯥꯛꯅꯕ ꯁꯦꯝ ꯁꯥꯕ ꯉꯝꯒꯅꯤ꯫